ꯈꯅꯨꯝ ꯑꯁꯤ ꯑꯔꯤꯕ ꯏꯖꯤꯞ ꯂꯥꯢꯅꯤꯡꯒꯤ ꯍꯥꯃꯦꯡ ꯃꯀꯣꯛ ꯄꯥꯟꯕ ꯅꯥꯢꯜ ꯇꯨꯔꯦꯜ ꯒꯤ ꯂꯥꯢ ꯑꯃꯅꯤ꯫ ꯈ꯭ꯋꯥꯏꯔꯥꯛꯄꯝ ꯍꯥꯏꯕꯁꯤ ꯃꯉꯥꯡ ꯁꯂꯥꯏꯒꯤ ꯃꯅꯨꯡꯗ ꯂꯩꯕ ꯃꯤꯇꯩ ꯐꯨꯔꯨꯞꯀꯤ ꯁꯥꯒꯩ ꯅꯠꯇ꯭ꯔꯒ ꯌꯨꯝꯅꯥꯛ ꯑꯃꯅꯤ꯫ ꯁꯥꯒꯩ ꯑꯁꯤ ꯒꯤ ꯃꯤꯑꯣꯢꯁꯤꯡꯁꯤ ꯀꯪꯂꯩꯆꯥ ꯉꯥꯛꯇꯅꯤ꯫ ꯄꯨꯋꯥꯔꯤ ꯈ꯭ꯔꯣꯅꯣꯁ ꯍꯥꯏꯕꯁꯤ ꯒ꯭ꯔꯤꯛꯀꯤ ꯃꯤ ꯂꯥꯢ ꯇꯤꯟꯒꯤ ꯋꯥꯔꯤꯗ ꯌꯥꯎꯕ ꯃꯇꯝꯒꯤ ꯑꯣꯢꯕ ꯇꯥꯢꯇꯟ ꯑꯃꯅꯤ꯫ ꯃꯇꯦꯡ ꯂꯧꯔꯛꯐꯝ ꯈ꯭ꯔꯤꯁꯃꯥꯁ ꯍꯥꯏꯕꯁꯤ ꯈ꯭ꯔꯤꯁꯃꯥꯁ ꯀꯨꯝꯃꯩꯒꯤꯗꯃꯛ ꯅꯤꯡꯊꯤꯖꯅ ꯂꯩꯇꯦꯡꯂꯕ ꯑꯃꯅꯤ꯫ ꯃꯇꯦꯡ ꯂꯧꯔꯛꯐꯝ ꯈ꯭ꯔꯤꯁꯃꯥꯁ ꯅꯠꯇ꯭ꯔꯒ ꯈ꯭ꯔꯤꯁ꯭ꯠꯃꯥꯁ ꯍꯥꯏꯕꯁꯤ ꯈ꯭ꯔꯤꯁꯇꯤꯌꯥꯟ ꯂꯥꯢꯅꯤꯡ ꯂꯤꯡꯈꯠꯂꯝꯕ ꯖꯤꯖꯁ ꯈ꯭ꯔꯥꯢꯁ ꯀꯤ ꯃꯄꯣꯛ ꯅꯨꯃꯤꯠꯅꯤ꯫ꯈ꯭ꯔꯤꯁꯇꯤꯑꯦꯟ ꯍꯥꯏꯕꯁꯤ ꯈꯔꯤꯁꯇ꯭ꯌꯟ ꯂꯥꯏꯅꯤꯡ ꯆꯠꯄ ꯃꯤꯑꯣꯢ ꯁꯤꯡꯕꯨ ꯈꯪꯅꯩ꯫ ꯈꯔ꯭ꯤꯁꯇ꯭ꯌꯟ ꯍꯥꯢꯕ ꯋꯥꯍꯩ ꯑꯁꯤ ꯒ꯭ꯔꯤꯛ ꯂꯣꯟꯒꯤ ꯋꯥꯍꯩꯗꯒꯤ ꯂꯥꯛꯄꯅꯤ꯫ ꯃꯔꯤ ꯂꯩꯅꯕ ꯈ꯭ꯔꯤꯁ꯭ꯠꯃꯥꯁ ꯃꯇꯦꯡ ꯂꯧꯔꯛꯐꯝꯁꯤꯡ ꯃꯆꯥꯈꯥꯏꯕ ꯈ꯭ꯔꯤꯁꯇꯤꯑꯦꯟ ꯈ꯭ꯔꯤꯁꯇ꯭ꯌꯥꯟꯒꯤ ꯂꯥꯢꯒꯤ ꯋꯥꯔꯤ ꯍꯥꯏꯕꯁꯤ ꯈ꯭ꯔꯤꯁꯇ꯭ꯌꯥꯟ ꯂꯥꯢꯅꯤꯡꯗ ꯌꯨꯝꯐꯝ ꯑꯣꯢꯕ ꯂꯥꯢꯒꯤ ꯋꯥꯔꯤꯁꯤꯡꯒꯤ ꯁꯤꯡꯕꯨꯜ ꯑꯃꯅꯤ꯫ꯃꯁꯤꯁꯨ ꯌꯦꯡꯉꯨ ꯂꯥꯢꯒꯤ ꯋꯥꯔꯤ ꯃꯇꯦꯡ ꯂꯧꯔꯛꯐꯝ ꯂꯥꯏꯅꯤꯡ ꯂꯥꯢꯔꯤꯛ ꯄꯔꯤꯡ ꯑꯁꯤ ꯑꯉꯥꯡꯁꯤꯡꯒꯤ ꯂꯥꯢꯔꯤꯛꯁꯤꯡꯒꯤ ꯃꯅꯨꯡꯗꯒꯤ ꯑꯃꯅꯤ꯫ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ ꯑꯉꯥꯡꯁꯤꯡꯒꯤ ꯂꯥꯢꯔꯤꯛꯁꯤꯡ ꯈ꯭ꯔꯥꯢꯁ꯭ꯠ ꯗ ꯔꯦꯗꯤꯃꯔ ꯍꯥꯏꯕꯁꯤ ꯕ꯭ꯔꯥꯖꯤꯜꯗ ꯂꯩꯕ ꯖꯤꯖꯁ ꯈ꯭ꯔꯥꯢꯁ꯭ꯠ ꯀꯤ ꯐꯖꯔꯕ ꯃꯤꯇꯝ ꯑꯃꯅꯤ꯫ ꯃꯁꯤ ꯃꯤꯇꯔ ꯀꯨꯟꯊꯔꯥ ꯋꯥꯡꯢ ꯃꯈꯣꯡ ꯊꯝꯐꯝ ꯌꯥꯎꯗꯅ ꯑꯃꯗꯤ ꯃꯤꯇꯔ ꯀꯨꯟꯅꯤꯄꯥꯜ ꯁꯟꯗꯣꯛꯢ꯫ ꯃꯇꯦꯡ ꯂꯧꯐꯝ ꯃꯤꯇꯩ ꯃꯌꯦꯛ ꯏꯁꯩ ꯑꯁꯤ ꯃꯤꯇꯩꯂꯣꯟꯒꯤ ꯃꯃꯤꯡ ꯂꯩꯕ ꯏꯁꯩ ꯃꯌꯥꯝꯒꯤ ꯃꯅꯨꯡꯗ ꯑꯃꯅꯤ꯫ ꯏꯁꯩ ꯃꯌꯦꯛ ꯑꯥꯁꯤꯁꯨ ꯌꯦꯡꯕꯤꯌꯨ ꯃꯇꯦꯡ ꯂꯧꯔꯛꯐꯝ ꯃꯤꯇꯩꯂꯣꯟꯒꯤ ꯏꯁꯩꯁꯤꯡ ꯏꯁꯩ ꯑꯁꯤ ꯃꯤꯇꯩꯂꯣꯟꯒꯤ ꯃꯃꯤꯡ ꯂꯩꯕ ꯏꯁꯩ ꯃꯌꯥꯝꯒꯤ ꯃꯅꯨꯡꯗꯒꯤ ꯑꯃꯅꯤ꯫ ꯏꯁꯩ ꯃꯌꯦꯛ ꯃꯁꯤꯁꯨ ꯌꯦꯡꯕꯤꯌꯨ ꯃꯇꯦꯡ ꯂꯧꯔꯛꯐꯝ ꯃꯤꯇꯩꯂꯣꯟꯒꯤ ꯏꯁꯩꯁꯤꯡ ꯏꯁꯩ ꯑꯁꯤ ꯃꯤꯇꯩꯂꯣꯟꯒꯤ ꯃꯃꯤꯡ ꯂꯩꯕ ꯏꯁꯩ ꯃꯌꯥꯝꯒꯤ ꯃꯅꯨꯡꯗꯒꯤ ꯑꯃꯅꯤ꯫ ꯏꯁꯩ ꯃꯌꯦꯛ ꯃꯁꯤꯁꯨ ꯌꯦꯡꯕꯤꯌꯨ ꯃꯇꯦꯡ ꯂꯧꯔꯛꯐꯝ ꯍꯥꯌꯔꯤꯕꯥ ꯃꯤꯇꯩꯂꯣꯟꯒꯤ ꯏꯁꯩꯁꯤꯡ ꯄꯥꯎꯔꯧ ꯑꯁꯤ ꯃꯃꯥꯡꯉꯩ ꯃꯩꯍꯧꯔꯣꯜꯗꯒꯤ ꯍꯧꯅ ꯀꯪꯂꯩꯄꯥꯛꯀꯤ ꯃꯩꯇꯩ ꯀꯥꯡꯂꯨꯞ ꯀꯤ ꯂꯥꯢꯒꯨꯝꯂꯕ ꯏꯄꯥ-ꯏꯄꯨ ꯑꯍꯜ-ꯂꯃꯟꯁꯤꯡꯅ ꯁꯛꯅ ꯁꯣꯟꯅꯕꯤꯔꯝꯕ ꯄꯥꯎꯔꯧ ꯄꯥꯎꯇꯥꯛ ꯑꯃꯅꯤ꯫ ꯅꯨꯡꯒꯤ ꯋꯥꯍꯟꯊꯣꯛ ꯁꯟꯗꯣꯛꯅ ꯇꯥꯛꯄ ꯃꯇꯦꯡ ꯂꯧꯔꯛꯐꯝ ꯑꯁꯤ ꯃꯩꯇꯩ ꯄꯥꯎꯔꯧꯁꯤꯡ ꯏꯁꯩ ꯑꯁꯤ ꯃꯤꯇꯩꯂꯣꯟꯒꯤ ꯃꯃꯤꯡ ꯂꯩꯕ ꯏꯁꯩ ꯃꯌꯥꯝꯒꯤ ꯃꯅꯨꯡꯗꯒꯤ ꯑꯃꯅꯤ꯫ ꯏꯁꯩ ꯃꯌꯦꯛ ꯑꯥꯁꯤꯁꯨ ꯌꯦꯡꯕꯤꯌꯨ ꯃꯇꯦꯡ ꯂꯧꯔꯛꯐꯝ ꯍꯥꯏꯕꯥ ꯃꯤꯇꯩꯂꯣꯟꯒꯤ ꯏꯁꯩꯁꯤꯡ ꯉꯝꯈꯩꯒꯤ ꯋꯥꯡꯃꯗ ꯑꯁꯤ ꯃꯤꯇꯩꯂꯣꯟ ꯒꯤ ꯑꯣꯢꯅ ꯏꯟꯗꯤꯌꯥꯒꯤ ꯂꯣꯢꯁꯤꯟꯂꯣꯟ ꯂꯣꯢꯁꯪ ꯃꯅꯥ ꯐꯪꯂꯛꯂꯕ ꯃꯤꯇꯩ ꯂꯣꯢꯁꯤꯟꯂꯣꯟ ꯒꯤ ꯂꯥꯢꯔꯤꯛ ꯑꯃꯅꯤ꯫ ꯑꯦꯟ ꯅꯥ ꯍꯛꯁꯦꯜ ꯐꯕꯥ ꯑꯀꯣꯌꯕꯒꯤ ꯐꯤꯕꯝꯒꯤ ꯍꯛ ꯑꯁꯤ ꯀꯣꯗ ꯇꯧꯕꯅꯥ ꯃꯤꯑꯣꯏꯕꯒꯤ ꯍꯛꯁꯤꯡꯒꯤ ꯂꯣꯜꯗꯥ ꯍꯥꯞꯆꯤꯟꯗꯨꯅꯥ ꯑꯀꯣꯌꯕꯒꯤ ꯐꯤꯕꯝ ꯉꯥꯛ-ꯁꯦꯅꯕꯒꯤ ꯍꯣꯠꯅꯔꯤꯕꯁꯤꯡꯗꯥ ꯏꯝꯄꯦꯛꯇ ꯇꯧꯕꯥ ꯌꯥꯏ ꯏꯟꯇꯔꯅꯦꯁ꯭ꯅꯦꯜ ꯂꯣꯗꯥ ꯂꯩꯔꯤꯕꯥ ꯑꯋꯥꯠꯄꯁꯤꯡ ꯃꯦꯅꯈꯠꯄꯥ ꯏꯟꯇꯔꯅꯦꯁ꯭ꯅꯦꯜ ꯏꯅꯐꯣꯔꯁꯃꯦꯟꯇꯀꯤ ꯌꯨꯝꯐꯝ ꯃꯄꯥꯉ꯭ꯒꯜ ꯀꯅꯈꯠꯍꯅꯕꯥ ꯑꯃꯁꯨꯡ ꯂꯩꯕꯥꯛꯀꯤ ꯊꯥꯛꯇꯥ ꯑꯦꯟꯚꯥꯏꯔꯅꯃꯦꯟꯇꯀꯤ ꯊꯕꯛ ꯊꯧꯔꯃꯁꯤꯡ ꯐꯒꯠꯍꯅꯕꯥꯅꯤ꯫ ꯃꯁꯤꯒꯤ ꯃꯊꯛꯇꯥ, ꯅꯣꯛꯁꯥꯅ ꯍꯥꯌꯔꯤꯕ ꯃꯗꯨꯗꯤ ꯍꯛꯁꯦꯜ ꯐꯕꯥ ꯑꯀꯣꯌꯕꯒꯤ ꯐꯤꯕꯃꯒꯤ ꯍꯛ ꯂꯤꯡꯈꯠꯄꯅꯥ ꯃꯤꯑꯣꯏꯕꯒꯤ ꯍꯛꯁꯤꯡꯒꯤ ꯑꯥꯏꯟ ꯃꯁꯥꯃꯛꯇꯒꯤ ꯃꯇꯥꯡꯗꯥ ꯑꯩꯈꯣꯌꯅꯥ ꯂꯧꯁꯤꯟꯕꯗꯥ ꯁꯥꯐꯨ ꯄꯤꯕꯥ ꯉꯃꯒꯅꯤ, ꯃꯔꯝꯗꯤ ꯍꯛ ꯑꯁꯤ ꯋꯦꯁ꯭ꯇꯔꯟ ꯀꯣꯂꯣꯅꯤꯑꯦꯜ ꯑꯥꯏꯗꯤꯑꯣꯂꯣꯖꯤꯒꯤ ꯃꯊꯛꯇꯒꯤ ꯍꯧꯅꯥ ꯊꯝꯂꯤꯕꯥ ꯋꯥꯐꯝ ꯑꯃꯅꯤ ꯃꯁꯤꯅꯥ ꯍꯧꯖꯤꯛ ꯂꯩꯔꯤꯕꯥ ꯃꯤꯑꯣꯏꯕꯒꯤ ꯍꯛꯁꯤꯡꯒꯤ ꯗꯣꯛꯇꯔꯤꯟꯒꯤꯗꯃꯛꯇꯥ ꯀ꯭ꯔꯤꯇꯤꯁꯤꯖꯝ ꯑꯃꯅꯤ ꯫ ꯃꯗꯨꯒꯤ ꯃꯍꯨꯠꯇꯥ ꯒ꯭ꯂꯣꯕꯦꯜ ꯁꯥꯎꯊꯇꯒꯤ ꯍꯧꯔꯛꯄꯥ ꯍ꯭ꯌꯨꯃꯦꯟ ꯔꯥꯏꯠꯁꯀꯤ ꯑꯥꯏꯟꯗꯥ ꯕꯣꯇꯣꯞ ꯑꯣꯞ ꯀꯟꯇꯔꯤꯕ꯭ꯌꯨꯁꯟ ꯇꯧꯏ꯫